ꯐꯠꯇꯕ ꯑꯄꯤꯕ ꯆꯦꯁ ꯒꯦꯝ ꯕꯣꯔꯗ ꯑꯃꯗ ꯗꯣꯃꯤꯅꯦꯟꯇ ꯑꯣꯏꯕ ꯄꯣꯖꯤꯁꯟ ꯑꯗꯨ ꯈꯪꯗꯣꯛꯄ꯫ ꯑꯩꯉꯣꯟꯗ ꯏꯟꯐꯣꯔꯃꯦꯁꯟ ꯃꯇꯤꯛ ꯆꯥꯅ ꯄꯤꯗꯕꯅ ꯃꯔꯝ ꯑꯣꯏꯗꯨꯅ ꯆꯦꯁꯕꯣꯔꯗ ꯑꯁꯤꯗ ꯗꯣꯃꯤꯅꯦꯟꯇ ꯑꯣꯏꯕ ꯄꯣꯖꯤꯁꯟ ꯑꯗꯨ ꯈꯪꯗꯣꯛꯄ ꯑꯁꯤ ꯑꯩꯉꯣꯟꯗ ꯑꯣꯏꯊꯣꯛꯇꯦ꯫ ꯅꯍꯥꯛꯅ ꯁꯦꯌꯔ ꯇꯧꯔꯕ ꯏꯟꯄꯨꯠ ꯑꯗꯨꯅ ꯒꯦꯝ ꯄꯣꯖꯤꯁꯟ ꯄꯨꯝꯅꯃꯛꯀꯤ ꯃꯍꯨꯠꯇ, ꯆꯦꯁꯕꯣꯔꯗ ꯑꯃꯒꯤ ꯔꯣ ꯑꯃꯈꯛꯇꯃꯛ ꯔꯤꯄꯔꯖꯦꯟꯇ ꯇꯧꯏ꯫ ꯆꯦꯁꯕꯣꯔꯗ ꯃꯄꯨꯡ ꯐꯥꯅꯥ ꯔꯣ ꯅꯤꯄꯥꯜ ꯑꯃꯁꯨꯡ ꯀꯂꯝ ꯅꯤꯄꯥꯜ ꯌꯥꯎꯏ, ꯃꯁꯤꯅ ꯑꯄꯨꯟꯕ ꯏꯁ꯭ꯀꯌꯥꯔ ꯍꯨꯝꯐꯨꯃꯔꯤ ꯑꯣꯏ꯫ ꯀꯔꯤꯒꯨꯝꯕ ꯅꯍꯥꯛꯅ ꯑꯩꯉꯣꯟꯗ ꯆꯦꯁꯕꯣꯔꯗ ꯑꯃꯁꯨꯡ ꯄꯤꯁꯀꯤ ꯂꯦꯑꯥꯎꯠ ꯃꯄꯨꯡ ꯐꯥꯅ ꯄꯤꯕ ꯉꯝꯂꯕꯗꯤ ꯑꯩꯅ ꯅꯍꯥꯛꯀꯤꯗꯃꯛꯇ ꯑꯦꯅꯥꯂꯥꯏꯖ ꯇꯧꯕ ꯌꯥꯏ꯫ ꯑꯉꯥꯡ ꯑꯃꯒꯤ ꯁꯥꯟꯅꯄꯣꯠ ꯑꯃꯒꯤꯗꯃꯛ ꯑꯅꯧꯕ ꯄ꯭ꯔꯗꯛꯇ ꯗꯤꯖꯥꯏꯟ ꯑꯃ ꯁꯦꯝꯃꯨ꯫ ꯄꯣꯠꯊꯣꯛ: ꯔꯣꯕꯣꯠ ꯗꯥꯏꯅꯣꯁꯥꯔꯁ꯫ ꯇꯣꯏꯂꯦꯠ ꯂꯥꯏꯟꯗ ꯑꯩꯈꯣꯏꯒꯤ ꯈ꯭ꯋꯥꯏꯗꯒꯤ ꯅꯧꯕ ꯑꯦꯗꯤꯁꯟ- ꯔꯦꯛꯁ, ꯔꯣꯕꯣꯠ ꯗꯥꯏꯅꯣꯁꯥꯔꯁ! ꯇꯦꯛꯅꯣꯂꯣꯖꯤ ꯑꯃꯁꯨꯡ ꯏꯃꯦꯖꯤꯅꯦꯁꯟꯒꯤ ꯃꯄꯨꯡ ꯐꯥꯕ ꯀꯝꯕꯤꯅꯦꯁꯟ ꯑꯃ ꯑꯣꯏꯔꯤꯕ ꯔꯦꯛꯁ ꯑꯁꯤ ꯑꯉꯥꯡꯁꯤꯡꯗ ꯀ꯭ꯔꯤꯌꯦꯇꯤꯕꯤꯇꯤ ꯑꯃꯁꯨꯡ ꯑꯦꯗꯚꯦꯟꯆꯔꯗ ꯏꯊꯤꯜ ꯄꯤꯅꯕ ꯗꯤꯖꯥꯏꯟ ꯇꯧꯕ ꯔꯤꯃꯣꯠ ꯀꯟꯠꯔꯣꯜ ꯇꯧꯕ ꯁꯥꯟꯅꯄꯣꯠ ꯑꯃꯅꯤ꯫ ꯐꯨꯠ ꯑꯅꯤ ꯋꯥꯡꯕ ꯑꯋꯥꯡꯕ ꯃꯐꯝ ꯑꯃꯗ ꯂꯦꯞꯂꯤꯕ ꯔꯦꯛꯁ ꯑꯁꯤ ꯄꯨꯋꯥꯔꯤꯒꯤ ꯄꯨꯋꯥꯔꯤꯒꯤ ꯃꯃꯥꯡꯗ ꯂꯩꯔꯝꯕ ꯇꯤ-ꯔꯦꯛꯁꯀꯤ ꯊꯣꯏꯗꯣꯛ ꯍꯦꯟꯗꯣꯛꯄ ꯑꯃꯁꯨꯡ ꯄꯨꯟꯁꯤ ꯃꯍꯤꯡꯒꯤ ꯑꯣꯏꯕ ꯔꯤꯄꯔꯖꯦꯟꯇꯦꯁꯟ ꯑꯃꯅꯤ, ꯃꯁꯤꯗ ꯇꯦꯛꯁꯆꯔ, ꯚꯥꯏꯕ꯭ꯔꯦꯟꯇ ꯒ꯭ꯔꯤꯟ ꯏꯁ꯭ꯀꯦꯜꯁꯤꯡ, ꯁꯥꯐꯕꯥ ꯑꯉꯧꯕꯥ ꯍꯥꯠꯁꯤꯡ, ꯑꯃꯁꯨꯡ ꯃꯤꯠ ꯎꯗꯕ ꯌꯦꯜꯂꯣ ꯃꯃꯤꯠꯁꯤꯡ ꯌꯥꯎꯔꯤ꯫ ꯑꯗꯨꯝ ꯑꯣꯏꯅꯃꯛ, ꯃꯍꯥꯛ ꯑꯁꯤ ꯂꯥꯡꯇꯛꯅꯕ ꯅꯠꯇꯅ ꯀꯔꯤꯒꯨꯝꯕ ꯑꯃꯠꯇ ꯂꯩꯇꯦ- ꯔꯦꯛꯁ ꯑꯁꯤ ꯇꯔꯨ ꯇꯅꯥꯟꯕꯥ, ꯔꯕ꯭ꯕꯔꯒꯤ ꯈꯣꯡꯎꯞ ꯑꯃꯁꯨꯡ ꯑꯉꯥꯡꯁꯤꯡꯒꯤꯗꯃꯛꯇ ꯃꯄꯨꯡ ꯐꯥꯅ ꯁꯥꯐꯕ ꯐ꯭ꯂꯦꯛꯁꯤꯕꯜ, ꯁꯣꯏꯁꯤꯡ ꯇꯦꯜ ꯑꯃ ꯌꯥꯎꯔꯤ꯫ ꯁꯤꯖꯤꯟꯅꯕꯗ ꯂꯥꯏꯕ ꯔꯤꯃꯣꯠ ꯀꯟꯇꯔꯣꯜ ꯑꯃꯒꯤ ꯃꯇꯦꯡꯅ ꯔꯦꯛꯁꯅ ꯃꯃꯥꯡꯂꯣꯝꯗ ꯅꯠꯇ꯭ꯔꯒꯥ ꯃꯇꯨꯡꯗ ꯆꯠꯄ ꯌꯥꯏ, ꯍꯨꯔꯥꯟꯕ ꯌꯥꯏ ꯑꯃꯁꯨꯡ ꯃꯍꯥꯛꯀꯤ ꯈꯣꯡꯎꯞ ꯑꯗꯨ ꯄꯥꯛ ꯁꯟꯅ ꯍꯥꯡꯗꯣꯛꯄ ꯐꯥꯎꯕ ꯌꯥꯏ꯫ ꯑꯉꯥꯡꯁꯤꯡꯅꯥ ꯔꯦꯛꯁꯄꯨ ꯀꯟꯇꯔꯣꯜ ꯇꯧꯕ ꯌꯥꯏ ꯑꯃꯁꯨꯡ ꯃꯍꯥꯛꯄꯨ ꯑꯦꯗꯚꯦꯟꯆꯔ ꯀꯌꯥꯒꯤ ꯃꯔꯛꯇ ꯂꯨꯆꯤꯡꯕ ꯌꯥꯏ, ꯅꯠꯇ꯭ꯔꯒꯥ ꯃꯈꯣꯏꯅ ꯐꯝꯗꯨꯅ ꯔꯦꯛꯁꯅ ꯄ꯭ꯔꯤ-ꯄ꯭ꯔꯣꯒ꯭ꯔꯥꯝ ꯇꯧꯔꯕ ꯑꯦꯛꯁꯟꯁꯤꯡ ꯑꯃꯁꯨꯡ ꯃꯨꯚꯃꯦꯟꯇꯁꯤꯡꯒꯤ ꯔꯦꯄꯔꯇꯣꯔꯤ ꯑꯃ ꯄꯥꯡꯊꯣꯛꯄ ꯃꯇꯝꯗ ꯌꯦꯡꯕ ꯌꯥꯏ꯫ ꯀꯩꯊꯦꯜꯗ ꯂꯩꯔꯤꯕꯥ ꯑꯇꯣꯞꯄ ꯁꯥꯟꯅꯄꯣꯠꯁꯤꯡꯗꯒꯤ ꯔꯦꯛꯁ ꯑꯁꯤ ꯇꯁꯦꯡꯅ ꯇꯣꯉꯥꯟꯅ ꯇꯥꯍꯜꯂꯤꯕ ꯑꯁꯤ ꯃꯍꯥꯛꯀꯤ ꯑꯍꯣꯡꯕ ꯑꯥꯔꯇꯤꯐꯤꯁꯤꯑꯦꯜ ꯏꯟꯇꯤꯂꯤꯖꯦꯟꯁꯀꯤ ꯇꯧꯕ ꯉꯝꯕꯁꯤꯡ ꯑꯁꯤꯅꯤ꯫ ꯔꯦꯛꯁ ꯑꯁꯤ ꯑꯉꯥꯡꯁꯤꯡꯅ ꯃꯍꯥꯛꯀꯥ ꯁꯥꯟꯅꯔꯛꯄ ꯃꯇꯝꯗ "ꯇꯝꯕꯤꯕ" ꯑꯃꯁꯨꯡ "ꯆꯥꯎꯈꯠꯄ" ꯉꯝꯕꯒꯤ ꯊꯧꯅ ꯂꯩ꯫ ꯃꯍꯥꯛꯅ ꯈꯣꯟꯖꯦꯜ ꯃꯍꯥꯛꯅ ꯈꯣꯟꯖꯦꯜꯒꯤ ꯀꯃꯥꯟꯗꯁꯤꯡ ꯈꯪꯕ ꯑꯃꯁꯨꯡ ꯄꯥꯎꯈꯨꯝ ꯄꯤꯕ ꯉꯝꯃꯤ, ꯔꯨꯝꯒꯤ ꯑꯀꯣꯏꯕꯗ ꯂꯩꯕ ꯑꯉꯥꯡꯁꯤꯡꯒꯤ ꯃꯇꯨꯡ ꯏꯟꯅ ꯆꯠꯄ ꯉꯝꯃꯤ, ꯑꯃꯁꯨꯡ ꯃꯍꯥꯛꯀꯤ ꯈꯣꯡꯎꯞ ꯁꯣꯛꯅ-ꯁꯝꯅꯕꯒꯨꯝꯕ ꯁꯥꯟꯅꯄꯣꯠꯀꯤ ꯂꯝꯆꯠ-ꯁꯥꯖꯠꯁꯤꯡ ꯐꯥꯎꯕ ꯎꯠꯄ ꯉꯝꯃꯤ꯫ ꯔꯦꯛꯁ ꯑꯁꯤ ꯆꯍꯤ ꯈꯨꯗꯤꯡꯒꯤ ꯑꯉꯥꯡꯁꯤꯡꯒꯤꯗꯃꯛ ꯃꯄꯨꯡ ꯐꯥꯅ ꯁꯦꯝ ꯁꯥꯕꯅꯤ, ꯈꯣꯡꯅ ꯆꯠꯄ ꯑꯉꯥꯡꯁꯤꯡꯗꯒꯤ ꯍꯧꯔꯒꯥ ꯄ꯭ꯔꯤ-ꯇꯤꯟ ꯐꯥꯎꯕ ꯑꯗꯨꯕꯨ ꯀꯔꯤꯒꯨꯝꯕ ꯃꯃꯥ-ꯃꯄꯥꯁꯤꯡꯅ ꯃꯈꯣꯏꯁꯨ ꯃꯍꯥꯛꯀꯥ ꯁꯥꯟꯅꯃꯤꯟꯅꯔꯛꯄ ꯎꯔꯕꯗꯤ ꯑꯩꯈꯣꯏꯅ ꯑꯉꯛꯄꯥ ꯄꯣꯛꯂꯛꯏ!